ꯃꯈꯥꯗꯥ ꯄꯤꯔꯤꯕꯥ ꯋꯥꯈꯜꯂꯣꯟ ꯑꯁꯤꯒꯤ ꯃꯇꯥꯡꯗꯥ ꯄꯥꯛꯊꯣꯛ ꯆꯥꯎꯊꯣꯛꯄꯥ ꯄꯦꯔꯥꯒ꯭ꯔꯥꯐ ꯑꯃꯥ ꯏꯕꯤꯌꯨ꯫ ꯏꯟꯇꯔꯅꯦꯠ ꯑꯁꯤ ꯂꯦꯞꯇꯅꯥ ꯍꯦꯟꯒꯠꯂꯛꯂꯤ꯫ ꯏꯟꯇꯔꯅꯦꯠ ꯑꯁꯤ ꯃꯇꯝ ꯄꯨꯝꯅꯃꯛꯇꯥ ꯍꯣꯡꯂꯛꯂꯤꯕꯥ ꯆꯥꯎꯈꯠꯂꯛꯂꯤꯕꯥ ꯑꯃꯁꯨꯡ ꯑꯀꯣꯏꯕꯗꯥ ꯂꯩꯔꯤꯕꯥ ꯃꯥꯂꯦꯝ ꯑꯁꯤꯒꯥ ꯆꯨꯁꯤꯟꯅꯔꯤꯕꯥ ꯗꯥꯏꯅꯥꯃꯤꯛ ꯑꯦꯟꯇꯤꯇꯤ ꯑꯃꯅꯤ꯫ ꯇꯦꯛꯅꯣꯂꯣꯖꯤꯒꯤ ꯆꯥꯎꯈꯠꯄꯥ ꯑꯃꯁꯨꯡ ꯑꯅꯧꯕꯥ ꯄ꯭ꯂꯦꯠꯐꯣꯔꯝꯁꯤꯡ ꯑꯃꯁꯨꯡ ꯑꯦꯄ꯭ꯂꯤꯀꯦꯁꯟꯁꯤꯡ ꯍꯦꯟꯒꯠꯂꯛꯄꯒꯥ ꯂꯣꯏꯅꯅꯥ ꯏꯟꯇꯔꯅꯦꯠ ꯑꯁꯤ ꯃꯇꯝ ꯄꯨꯝꯅꯃꯛꯇꯥ ꯍꯦꯟꯅꯥ ꯆꯥꯎꯈꯠꯂꯛꯂꯤꯕꯥ ꯂꯝꯗꯝ ꯑꯃꯥ ꯑꯣꯏꯔꯦ ꯃꯁꯤꯅꯥ ꯄꯥꯎ ꯐꯥꯎꯅꯕꯥ ꯄꯨꯟꯅꯥ ꯊꯕꯛ ꯇꯧꯃꯤꯟꯅꯕꯥ ꯑꯃꯁꯨꯡ ꯑꯅꯧꯕꯥ ꯄꯨꯊꯣꯛꯄꯒꯤ ꯑꯅꯧꯕꯥ ꯈꯨꯗꯣꯡꯆꯥꯕꯁꯤꯡ ꯄꯤꯔꯤ꯫ ꯁꯣꯁꯤꯌꯦꯜ ꯃꯤꯗꯤꯌꯥ ꯍꯦꯟꯒꯠꯂꯛꯄꯗꯒꯤ ꯍꯧꯔꯒꯥ ꯃꯣꯕꯥꯏꯜ ꯗꯤꯚꯥꯏꯁꯁꯤꯡ ꯁꯤꯖꯤꯟꯅꯕꯥ ꯍꯦꯟꯒꯠꯂꯛꯄꯗꯒꯤ ꯍꯧꯔꯒꯥ ꯏꯟꯇꯔꯅꯦꯠꯅꯥ ꯑꯩꯈꯣꯏꯒꯤ ꯄꯨꯟꯁꯤ ꯑꯃꯁꯨꯡ ꯑꯃꯒ ꯑꯃꯒ ꯋꯥꯔꯤ ꯁꯥꯅꯕꯒꯤ ꯃꯑꯣꯡ ꯃꯇꯧꯗ ꯑꯍꯣꯡꯕ ꯑꯃ ꯄꯨꯔꯛꯂꯦ꯫ ꯅꯨꯃꯤꯠ ꯈꯨꯗꯤꯡꯒꯤ ꯑꯅꯧꯕ ꯋꯥꯈꯜꯂꯣꯟꯁꯤꯡ ꯑꯃꯁꯨꯡ ꯇꯦꯛꯅꯣꯂꯣꯖꯤꯁꯤꯡ ꯁꯦꯝꯒꯠꯂꯤ꯫ ꯃꯁꯤꯅ ꯏꯟꯇꯔꯅꯦꯠ ꯑꯁꯤ ꯃꯈꯥ ꯇꯥꯅ ꯍꯦꯡꯒꯠꯂꯛꯀꯅꯤ ꯑꯃꯁꯨꯡ ꯍꯦꯡꯒꯠꯂꯛꯀꯅꯤ ꯇꯨꯡꯒꯤꯗꯃꯛ ꯑꯣꯏꯊꯣꯛꯄ ꯌꯥꯕꯁꯤꯡ ꯐꯪꯍꯜꯂꯤ꯫ ꯕꯤꯒ ꯕꯦꯡ ꯊꯤꯑꯣꯔꯤ ꯑꯁꯤ ꯌꯨꯅꯤꯚꯔꯁ ꯑꯁꯤ ꯀꯔꯝꯅꯥ ꯁꯦꯝꯈꯤꯕꯒꯦ ꯍꯥꯏꯕꯒꯤ ꯈ꯭ꯋꯥꯏꯗꯒꯤ ꯄꯥꯛ ꯆꯥꯎꯅꯥ ꯌꯥꯅꯔꯕꯥ ꯀꯣꯁꯃꯣꯂꯣꯖꯤꯀꯦꯜ ꯑꯦꯛꯁꯄ꯭ꯂꯦꯅꯦꯁꯟꯅꯤ꯫ ꯊꯤꯑꯣꯔꯤ ꯑꯁꯤꯅꯥ ꯍꯥꯏꯔꯤ ꯃꯗꯨꯗꯤ ꯌꯨꯅꯤꯚꯔꯁ ꯑꯁꯤ ꯌꯥꯝꯅꯥ ꯊꯨꯅꯥ ꯑꯄꯤꯛꯄꯥ ꯑꯃꯁꯨꯡ ꯌꯥꯝꯅꯥ ꯂꯨꯕꯥ ꯄꯣꯏꯟꯠ ꯑꯃꯗꯒꯤ ꯅꯠꯇ꯭ꯔꯒꯥ ꯁꯤꯡꯒꯨꯂꯥꯔꯤꯇꯤ ꯑꯃꯗꯒꯤ ꯍꯧꯔꯛꯄꯅꯤ꯫ ꯄꯣꯠ ꯄꯨꯊꯣꯛ ꯄꯨꯁꯤꯟ ꯇꯧꯕꯥ ꯑꯃꯥ ꯊꯣꯛꯈꯤ ꯃꯔꯝ ꯑꯁꯤꯅꯥ ꯕꯤꯒ ꯕꯦꯡ ꯍꯥꯏꯅꯥ ꯃꯃꯤꯡ ꯊꯣꯟꯈꯤ ꯑꯃꯁꯨꯡ ꯌꯨꯅꯤꯚꯔꯁ ꯑꯁꯤ ꯄꯥꯛꯊꯣꯛ ꯆꯥꯎꯊꯣꯛꯄꯥ ꯑꯃꯁꯨꯡ ꯀꯨꯜ ꯇꯧꯕꯥ ꯍꯧꯈꯤ꯫ ꯌꯨꯅꯤꯚꯔꯁ ꯑꯁꯤꯅꯥ ꯑꯍꯥꯟꯕꯥ ꯑꯣꯏꯅꯥ ꯄꯥꯛꯊꯣꯛ ꯆꯥꯎꯊꯣꯛꯂꯕꯥ ꯃꯇꯨꯡꯗꯥ ꯃꯈꯥ ꯇꯥꯅꯥ ꯀꯨꯜ ꯇꯧꯔꯛꯄꯒꯥ ꯂꯣꯏꯅꯅꯥ ꯄꯥꯔꯇꯤꯀꯜꯁꯤꯡ ꯁꯦꯝꯕꯥ ꯍꯧꯔꯛꯈꯤ ꯑꯃꯁꯨꯡ ꯄꯨꯟꯅꯥ ꯑꯦꯇꯣꯝꯁꯤꯡ ꯁꯦꯝꯕꯥ ꯍꯧꯔꯛꯈꯤ꯫ ꯍꯥꯏꯔꯤꯕꯥ ꯑꯦꯇꯣꯝꯁꯤꯡ ꯑꯁꯤꯅꯥ ꯑꯔꯣꯏꯕꯗꯥ ꯄꯨꯟꯅꯥ ꯂꯥꯛꯇꯨꯅꯥ ꯁ꯭ꯇꯥꯔ ꯑꯃꯁꯨꯡ ꯒꯦꯂꯦꯛꯁꯤꯁꯤꯡ ꯁꯦꯝꯈꯤ ꯑꯃꯁꯨꯡ ꯃꯁꯤꯅꯥ ꯃꯔꯝ ꯑꯣꯏꯗꯨꯅꯥ ꯉꯁꯤ ꯑꯩꯈꯣꯏꯅꯥ ꯈꯪꯂꯤꯕꯥ ꯌꯨꯅꯤꯚꯔꯁ ꯑꯁꯤ ꯁꯦꯃꯈꯤ꯫ ꯕꯤꯒ ꯕꯦꯡ ꯊꯤꯑꯣꯔꯤ ꯑꯁꯤ ꯁꯥꯏꯟꯇꯤꯐꯤꯛ ꯑꯣꯏꯕꯥ ꯄ꯭ꯔꯃꯥꯟ ꯀꯌꯥꯅꯥ ꯃꯇꯦꯡ ꯄꯥꯡꯂꯤ ꯃꯁꯤꯗꯥ ꯀꯣꯁ꯭ꯃꯤꯛ ꯃꯥꯏꯀ꯭ꯔꯣꯋꯦꯕ ꯕꯦꯛꯒ꯭ꯔꯥꯎꯟꯗ ꯔꯦꯗꯤꯑꯦꯁꯟ ꯍꯥꯏꯗ꯭ꯔꯣꯖꯦꯟ ꯑꯃꯁꯨꯡ ꯍꯤꯂꯤꯌꯝꯒꯨꯝꯕꯥ ꯃꯉꯥꯜꯒꯤ ꯃꯆꯥꯛꯁꯤꯡ ꯌꯥꯝꯅꯥ ꯂꯩꯕꯥ ꯑꯃꯁꯨꯡ ꯌꯨꯅꯤꯚꯔꯁ ꯑꯁꯤꯒꯤ ꯑꯆꯧꯕꯥ ꯃꯑꯣꯡꯗꯥ ꯎꯕꯥ ꯐꯪꯂꯤꯕꯥ ꯁ꯭ꯇꯔꯛꯆꯔ ꯑꯁꯤ ꯌꯥꯎꯔꯤ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯕꯤꯒ ꯕꯦꯡ ꯊꯤꯑꯣꯔꯤꯅꯥ ꯌꯨꯅꯤꯚꯔꯁꯀꯤ ꯍꯧꯔꯛꯐꯝ ꯑꯗꯨ ꯁꯟꯗꯣꯛꯅꯥ ꯇꯥꯛꯏ꯫ ꯁꯤꯡꯒꯨꯂꯥꯔꯤꯇꯤꯒꯤ ꯃꯔꯝ ꯑꯃꯁꯨꯡ ꯕꯤꯒ ꯕꯦꯡ ꯊꯣꯛꯍꯟꯈꯤꯕꯥ ꯊꯧꯗꯣꯛꯁꯤꯡ ꯑꯁꯤ ꯍꯧꯖꯤꯛꯁꯨ ꯀꯣꯁ꯭ꯃꯣꯂꯣꯖꯤꯁ꯭ꯠ ꯑꯃꯁꯨꯡ ꯐꯤꯖꯤꯁꯤꯁ꯭ꯇꯁꯤꯡꯒꯤ ꯃꯔꯛꯇꯥ ꯌꯥꯝꯅꯥ ꯋꯥꯅꯥ ꯈꯟꯅ ꯅꯩꯅꯔꯤ ꯑꯃꯁꯨꯡ ꯔꯤꯁꯔꯆ ꯇꯧꯔꯤ꯫